ꯂꯣꯜ ꯇꯝꯕꯒꯤ ꯇꯥꯡꯀꯛ ꯃꯔꯤ ꯑꯁꯤ ꯀꯔꯤꯅꯣ? ꯂꯣꯜ ꯇꯝꯕꯒꯤ ꯇꯥꯡꯀꯛ ꯃꯔꯤ ꯑꯁꯤ: ꯇꯥꯕ ꯑꯃꯁꯨꯡ ꯋꯥ ꯉꯥꯡꯕ: ꯃꯁꯤ ꯂꯣꯜ ꯇꯝꯕꯒꯤ ꯑꯍꯥꯟꯕ ꯇꯥꯡꯀꯛꯅꯤ ꯃꯐꯝ ꯑꯗꯨꯗ ꯇꯝꯂꯤꯕꯁꯤꯡꯅ ꯃꯈꯣꯢꯒꯤ ꯇꯥꯕ ꯑꯃꯁꯨꯡ ꯋꯥ ꯉꯥꯡꯕꯒꯤ ꯍꯩꯁꯤꯡꯕ ꯍꯦꯟꯒꯠꯍꯜꯂꯤ꯫ ꯁ꯭ꯇꯦꯖ ꯑꯁꯤꯒꯤ ꯃꯅꯨꯡꯗ ꯂꯔꯅꯔꯁꯤꯡꯅ ꯅꯦꯇꯤꯚ ꯁ꯭ꯄꯤꯀꯔꯁꯤꯡꯗꯒꯤ ꯇꯥꯕꯥ ꯈꯣꯟꯖꯦꯜꯁꯤꯡ ꯌꯦꯡꯁꯤꯜꯂꯤ ꯑꯃꯁꯨꯡ ꯄꯥꯎ ꯐꯥꯎꯗꯣꯛꯅꯕꯒꯤꯗꯃꯛ ꯏꯆꯝ ꯆꯝꯕ ꯋꯥꯍꯩ ꯑꯃꯁꯨꯡ ꯋꯥꯍꯩ ꯄꯔꯦꯡꯁꯤꯡ ꯁꯤꯖꯤꯟꯅꯩ꯫ ꯄꯥꯕꯥ ꯑꯃꯁꯨꯡ ꯋꯥꯍꯩ ꯁꯦꯝꯒꯠꯄ: ꯑꯅꯤꯁꯨꯕ ꯇꯥꯡꯀꯛꯇ ꯇꯝꯂꯤꯕꯁꯤꯡꯅ ꯃꯈꯣꯢꯒꯤ ꯂꯥꯏꯔꯤꯛ ꯄꯥꯕꯒꯤ ꯍꯩꯊꯣꯏ-ꯁꯤꯡꯊꯣꯏꯕ ꯁꯦꯝꯒꯠꯅꯕ ꯑꯃꯁꯨꯡ ꯃꯈꯣꯢꯒꯤ ꯋꯥꯍꯩꯁꯤꯡ ꯄꯥꯛꯊꯣꯛ ꯆꯥꯎꯊꯣꯛꯍꯟꯅꯕ ꯊꯕꯛ ꯇꯧꯏ꯫ ꯃꯈꯣꯢꯅ ꯑꯏꯕ ꯋꯥꯍꯩꯁꯤꯡ ꯈꯡꯕ ꯋꯥꯍꯩꯁꯤꯡ ꯄꯥꯕ ꯑꯃꯁꯨꯡ ꯑꯅꯧꯕ ꯋꯥꯍꯩꯁꯤꯡꯒꯤ ꯑꯔꯊ ꯈꯡꯕ ꯇꯝꯃꯤ꯫ ꯑꯏꯕ ꯑꯃꯁꯨꯡ ꯒ꯭ꯔꯥꯃꯥꯔ: ꯑꯍꯨꯝꯁꯨꯕ ꯇꯥꯡꯀꯛꯇ ꯇꯝꯂꯤꯕꯁꯤꯡꯅ ꯃꯈꯣꯢꯒꯤ ꯑꯏꯕ ꯍꯩꯊꯣꯏ-ꯁꯤꯡꯊꯣꯏꯕꯗ ꯊꯕꯛ ꯇꯧꯕ ꯍꯧꯏ ꯑꯃꯁꯨꯡ ꯒ꯭ꯔꯥꯃꯥꯔꯒꯤ ꯅꯤꯌꯝꯁꯤꯡ ꯇꯝꯃꯤ꯫ ꯃꯈꯣꯢꯅ ꯋꯥꯍꯩꯁꯤꯡ ꯁꯦꯝꯕ ꯃꯑꯣꯡ ꯆꯨꯝꯅ ꯄꯡꯆ꯭ꯌꯨꯑꯦꯜ ꯁꯤꯖꯤꯟꯅꯕ ꯑꯃꯁꯨꯡ ꯍꯦꯟꯅ ꯂꯨꯁꯟꯕ ꯑꯣꯏꯕ ꯋꯥꯍꯩꯁꯤꯡ ꯏꯕ ꯉꯝꯅꯕ ꯒ꯭ꯔꯥꯃꯥꯔꯒꯤ ꯅꯤꯌꯝꯁꯤꯡ ꯁꯤꯖꯤꯟꯅꯕꯒꯤ ꯄ꯭ꯔꯦꯛꯇꯤꯁ ꯇꯧꯏ꯫ ꯐ꯭ꯂꯨꯑꯦꯟꯁꯤ ꯑꯃꯁꯨꯡ ꯄ꯭ꯔꯣꯐꯤꯁꯤꯑꯦꯟꯁꯤ: ꯂꯣꯜ ꯇꯝꯕꯒꯤ ꯑꯔꯣꯏꯕ ꯇꯥꯡꯀꯛ ꯑꯁꯤ ꯐ꯭ꯂꯨꯑꯦꯟꯁꯤ ꯑꯃꯁꯨꯡ ꯄ꯭ꯔꯣꯐꯤꯁꯤꯌꯦꯟꯁꯤꯅꯤ꯫ ꯁ꯭ꯇꯦꯖ ꯑꯁꯤꯗ ꯇꯝꯂꯤꯕꯁꯤꯡꯅ ꯂꯣꯜ ꯑꯗꯨꯗ ꯍꯦꯟꯅ ꯐꯒꯠꯄ ꯑꯣꯏꯅ ꯄꯥꯎ ꯐꯥꯎꯅꯕ ꯉꯝꯃꯤ ꯋꯥꯍꯩ ꯀꯌꯥ ꯑꯃ ꯂꯧꯁꯤꯟꯕ ꯑꯃꯁꯨꯡ ꯁꯤꯖꯤꯟꯅꯕ ꯉꯝꯃꯤ ꯑꯃꯁꯨꯡ ꯒ꯭ꯔꯥꯃꯥꯔꯒꯤ ꯅꯤꯌꯝꯁꯤꯡ ꯑꯆꯨꯝꯕ ꯃꯑꯣꯡꯗ ꯁꯤꯖꯤꯟꯅꯕ ꯉꯝꯃꯤ꯫ ꯃꯈꯣꯢꯅ ꯐꯖꯅ ꯑꯃꯁꯨꯡ ꯊꯥꯖꯕꯒ ꯂꯣꯢꯅꯅꯥ ꯋꯥ ꯉꯥꯡꯕ ꯄꯥꯕꯥ ꯑꯃꯁꯨꯡ ꯏꯕꯥ ꯉꯝꯃꯤ꯫ ꯁꯦꯜꯒꯤ ꯁꯣꯔ ꯍꯣꯟꯕꯒꯤ ꯃꯔꯨꯑꯣꯏꯕ ꯊꯧꯑꯣꯡ ꯑꯍꯨꯝ ꯈꯪꯗꯣꯛꯄ꯫ ꯁꯦꯂ꯭ꯌꯨꯂꯔ ꯔꯦꯁꯄꯤꯔꯦꯁꯟ ꯍꯥꯢꯕꯁꯤ ꯁꯦꯜꯁꯤꯡꯅ ꯒ꯭ꯂꯨꯀꯣꯖꯕꯨ ꯑꯦꯅꯔꯖꯤꯗꯥ ꯑꯣꯟꯊꯣꯛꯄꯒꯤ ꯊꯧꯑꯣꯡꯅꯤ꯫ ꯁꯦꯜꯒꯤ ꯁꯣꯔ ꯍꯣꯟꯕꯗ ꯃꯔꯨ ꯑꯣꯏꯕ ꯊꯧꯑꯣꯡ ꯑꯍꯨꯝ ꯑꯁꯤ ꯒ꯭ꯂꯥꯏꯀꯣꯂꯥꯏꯁꯤꯁ, ꯁꯥꯏꯇ꯭ꯔꯤꯛ ꯑꯦꯁꯤꯗ ꯁꯥꯏꯀꯜ ꯀ꯭ꯔꯦꯕꯁ ꯁꯥꯏꯀꯜ ꯍꯥꯢꯅꯥ ꯈꯡꯅꯕꯥ ꯑꯃꯁꯨꯡ ꯏꯂꯦꯛꯇ꯭ꯔꯣꯟ ꯇ꯭ꯔꯥꯟꯁꯄꯣꯔꯠ ꯆꯦꯟꯅꯤ꯫ ꯒ꯭ꯂꯥꯏꯀꯣꯂꯥꯏꯁꯤꯁ: ꯃꯁꯤꯒꯤ ꯊꯧꯑꯣꯡ ꯑꯁꯤ ꯁꯦꯜꯒꯤ ꯁꯥꯏꯇꯣꯄ꯭ꯂꯥꯖꯝꯗ ꯊꯣꯛꯏ ꯑꯃꯁꯨꯡ ꯃꯁꯤꯗ ꯒ꯭ꯂꯨꯀꯣꯖꯒꯤ ꯃꯣꯂꯤꯀ꯭ꯌꯨꯜ ꯑꯃ ꯄꯥꯏꯔꯨꯕꯦꯠꯀꯤ ꯃꯣꯂꯤꯀ꯭ꯌꯨꯜ ꯑꯅꯤꯗ ꯈꯥꯢꯗꯣꯛꯄ ꯌꯥꯎꯏ꯫ ꯒ꯭ꯂꯥꯏꯀꯣꯂꯥꯏꯁꯤꯁꯀꯤ ꯃꯅꯨꯡꯗ ꯑꯦꯗꯤꯅꯣꯁꯤꯟ ꯇ꯭ꯔꯥꯏꯐꯣꯁꯐꯦꯠ ꯑꯃꯁꯨꯡ ꯅꯤꯀꯣꯇꯤꯅꯥꯃꯥꯏꯠ ꯑꯦꯗꯤꯅꯤꯟ ꯗꯥꯏꯅꯤꯀ꯭ꯂꯨꯇꯥꯏꯠ ꯁꯨ ꯄꯨꯊꯣꯛꯏ꯫ ꯁꯥꯏꯇ꯭ꯔꯤꯛ ꯑꯦꯁꯤꯗ ꯁꯥꯏꯀꯜ ꯀ꯭ꯔꯦꯕꯁ ꯁꯥꯏꯀꯜ: ꯒ꯭ꯂꯥꯏꯀꯣꯂꯥꯏꯁꯤꯁꯇꯒꯤ ꯂꯥꯛꯄꯥ ꯄꯥꯏꯔꯨꯕꯦꯠ ꯃꯣꯂꯤꯀ꯭ꯌꯨꯜꯁꯤꯡ ꯑꯁꯤ ꯃꯥꯏꯇꯣꯀꯣꯟꯗ꯭ꯔꯤꯌꯥꯗ ꯄꯨꯊꯣꯛ ꯄꯨꯁꯤꯟ ꯇꯧꯏ, ꯃꯐꯝ ꯑꯗꯨꯗꯥ ꯃꯈꯣꯢ ꯑꯁꯤ ꯁꯥꯏꯇ꯭ꯔꯤꯛ ꯑꯦꯁꯤꯗ ꯁꯥꯏꯀꯜꯒꯤ ꯈꯨꯠꯊꯥꯡꯗꯥ ꯃꯈꯥ ꯇꯥꯅꯥ ꯁꯣꯛꯍꯜꯂꯤ꯫